ꯀꯔꯤꯒꯨꯝꯕ ꯄ꯭ꯔꯤꯊꯤꯕꯤꯒꯤ ꯑꯦꯠꯃꯣꯁꯐꯤꯌꯔ ꯑꯁꯤ ꯈꯪꯍꯧꯗꯅꯥ ꯃꯥꯡꯈꯤꯕ ꯇꯥꯔꯕꯗꯤ ꯀꯔꯤ ꯑꯣꯏꯒꯅꯤ ꯍꯥꯏꯕꯁꯤ ꯂꯥꯎꯊꯣꯛꯎ꯫ ꯀꯔꯤꯒꯨꯝꯕ ꯄ꯭ꯔꯤꯊꯤꯕꯤꯒꯤ ꯑꯦꯠꯃꯣꯁꯐꯤꯌꯔ ꯑꯁꯤ ꯈꯪꯍꯧꯗꯅꯥ ꯃꯥꯡꯈꯤꯕ ꯇꯥꯔꯕꯗꯤ, ꯃꯁꯤꯒꯤ ꯐꯜ ꯑꯁꯤ ꯍꯤꯡꯂꯤꯕ ꯖꯤꯕ ꯄꯨꯝꯅꯃꯛꯀꯤꯗꯃꯛ ꯈꯨꯗꯣꯡꯊꯤꯅꯤꯉꯥꯏ ꯑꯣꯏꯒꯅꯤ꯫ ꯑꯣꯏꯊꯣꯛꯄ ꯌꯥꯕ ꯏꯐꯦꯛꯇ ꯈꯔꯗꯤ ꯃꯈꯥꯗ ꯄꯤꯔꯤ - ꯑꯦꯌꯔ ꯄ꯭ꯔꯦꯁꯔ ꯋꯥꯠꯄ -ꯑꯦꯠꯃꯣꯁꯐꯤꯌꯔ ꯌꯥꯎꯗꯅ ꯑꯦꯌꯔ ꯄ꯭ꯔꯦꯁꯔ ꯂꯩꯔꯝꯂꯣꯏ, ꯃꯗꯨꯅ ꯂꯤꯀ꯭ꯌꯤꯠ ꯑꯗꯨꯗ ꯌꯥꯎꯔꯤꯕ ꯒ꯭ꯌꯥꯁꯁꯤꯡ, ꯃꯤꯑꯣꯏꯕꯒꯤ ꯏꯒꯨꯝꯕ ꯌꯥꯝꯅ ꯊꯨꯅ ꯄꯥꯛꯊꯣꯛ-ꯆꯥꯎꯊꯣꯛꯍꯟꯒꯅꯤ ꯑꯃꯁꯨꯡ ꯑꯔꯣꯏꯕꯗ ꯍꯤꯡꯂꯤꯕ ꯖꯤꯕ ꯑꯃꯍꯦꯛꯇꯕꯨ ꯁꯤꯍꯟꯒꯅꯤ꯫ ꯑꯀꯟꯕ ꯇꯦꯝꯄꯦꯔꯦꯆꯔꯗ ꯑꯍꯣꯡꯕ ꯂꯥꯛꯄ - ꯄ꯭ꯔꯤꯊꯤꯕꯤꯒꯤ ꯑꯦꯠꯃꯣꯁꯐꯤꯌꯔꯅꯥ ꯀꯝꯕꯜ ꯑꯃ ꯑꯣꯏꯅ ꯊꯕꯛ ꯇꯧꯏ, ꯃꯁꯤꯅ ꯅꯨꯃꯤꯠꯇꯒꯤ ꯂꯥꯛꯄ ꯑꯁꯥꯕꯥ ꯏꯁꯤꯡ ꯇꯨꯡꯁꯤꯟꯗꯨꯅ ꯄ꯭ꯂꯥꯅꯦꯠ ꯑꯁꯤꯕꯨ ꯅꯨꯡꯉꯥꯏꯅ ꯊꯝꯃꯤ꯫ ꯃꯁꯤ ꯌꯥꯎꯗꯅ, ꯄ꯭ꯔꯤꯊꯤꯕꯤꯗꯥ ꯇꯦꯝꯄꯦꯔꯦꯆꯔ ꯑꯁꯤ ꯅꯨꯃꯤꯗꯥꯡꯗ ꯌꯥꯝꯅ ꯁꯥꯊꯤꯅ ꯅꯨꯡꯁꯤꯠ ꯊꯣꯛꯄ ꯑꯃꯁꯨꯡ ꯑꯌꯨꯛꯇ ꯐ꯭ꯔꯤꯖꯔ ꯑꯣꯏꯕ ꯅꯣꯡꯖꯨꯒꯤ ꯃꯔꯛꯇ ꯌꯥꯝꯅ ꯋꯥꯡꯅ ꯍꯣꯡꯂꯛꯀꯅꯤ꯫ ꯀꯣꯁ꯭ꯃꯤꯛ ꯔꯦꯗꯤꯑꯦꯁꯟꯗꯒꯤ ꯉꯥꯛꯊꯣꯛꯄ ꯂꯩꯇꯕꯥ - ꯑꯦꯠꯃꯣꯁꯐꯤꯌꯔꯅꯥ ꯅꯨꯃꯤꯠ ꯑꯃꯁꯨꯡ ꯀꯣꯁ꯭ꯃꯤꯛ ꯔꯦꯗꯒꯤ ꯃꯥꯡ-ꯇꯥꯛꯅꯤꯡꯉꯥꯏ ꯑꯣꯏꯕ ꯔꯦꯗꯤꯑꯦꯁꯟ ꯂꯧꯊꯣꯛꯏ ꯑꯃꯁꯨꯡ ꯂꯧꯊꯣꯛꯏ꯫ ꯃꯁꯤꯒꯤ ꯉꯥꯛꯊꯣꯛꯅꯕꯥ ꯁꯤꯜ ꯑꯁꯤ ꯌꯥꯎꯗꯅꯥ ꯍꯤꯡꯂꯤꯕ ꯖꯤꯕꯁꯤꯡ ꯑꯁꯤ ꯑꯥꯏꯑꯣꯅꯥꯏꯖꯤꯡ ꯔꯦꯗꯤꯑꯦꯁꯟꯒꯤ ꯑꯋꯥꯡꯕ ꯊꯥꯛꯀꯤ ꯁꯣꯛꯍꯜꯂꯝꯒꯅꯤ, ꯃꯁꯤꯅ ꯗꯤꯑꯣꯛꯁꯤ ꯔꯥꯏꯕꯣ ꯅ꯭ꯌꯨꯀ꯭ꯂꯤꯛ ꯑꯦꯁꯤꯠ ꯇꯥ ꯌꯥꯝꯅ ꯁꯥꯊꯤꯅ ꯑꯃꯥꯡ-ꯑꯇꯥ ꯊꯣꯛꯍꯟꯕ ꯌꯥꯏ ꯑꯃꯁꯨꯡ ꯀꯦꯟꯁꯔ ꯂꯥꯛꯄꯒꯤ ꯆꯥꯡ ꯍꯦꯟꯒꯠꯍꯟꯕ ꯌꯥꯏ꯫ ꯃꯤꯇꯤꯑꯣꯔ ꯏꯝꯄꯦꯛꯇ - ꯄ꯭ꯔꯤꯊꯤꯕꯤꯒꯤ ꯑꯦꯠꯃꯣꯁꯐꯤꯌꯔꯅꯥ ꯄ꯭ꯂꯥꯅꯦꯠ ꯑꯁꯤꯕꯨ ꯉꯥꯛꯊꯣꯛꯏ, ꯃꯈꯣꯏꯅ ꯃꯥꯂꯦꯝꯗ ꯌꯧꯗ꯭ꯔꯤꯉꯩꯗ ꯑꯄꯤꯛꯄ ꯃꯤꯇꯤꯑꯣꯔꯣꯏꯗꯁꯤꯡ ꯃꯩ ꯊꯥꯗꯨꯅ ꯉꯥꯛꯊꯣꯛꯏ꯫ ꯃꯁꯤ ꯌꯥꯎꯗꯅ ꯄ꯭ꯔꯤꯊꯤꯕꯤ ꯑꯁꯤ ꯇꯣꯉꯥꯟ ꯇꯣꯉꯥꯟꯕ ꯁꯥꯏꯖꯒꯤ ꯃꯤꯇꯤꯑꯣꯔꯥꯏꯠꯁꯤꯡꯅ ꯕꯣꯝꯕꯔꯗ ꯇꯧꯔꯝꯂꯒꯅꯤ, ꯃꯗꯨꯅ ꯄꯥꯛ ꯁꯟꯅ ꯃꯥꯡꯍꯟ ꯇꯥꯛꯍꯟꯒꯅꯤ꯫ ꯈꯪꯖꯤꯟꯒꯗꯕ ꯑꯃꯅꯥ, ꯀꯔꯤꯒꯨꯝꯕ ꯄ꯭ꯔꯤꯊꯤꯕꯤꯒꯤ ꯑꯦꯠꯃꯣꯁꯐꯤꯌꯔ ꯑꯁꯤ ꯈꯪꯍꯧꯗꯅꯥ ꯃꯥꯡꯈꯤꯕ ꯇꯥꯔꯕꯗꯤ, ꯃꯁꯤꯅ ꯃꯔꯝ ꯑꯣꯏꯗꯨꯅ ꯃꯁꯛ ꯈꯪꯂꯕꯥ ꯇꯦꯔꯦꯁꯇ꯭ꯔꯤꯌꯜ ꯂꯥꯏꯐ ꯑꯃꯠꯇ ꯍꯤꯡꯕ ꯉꯝꯗꯕꯥ ꯃꯤꯊꯨꯡꯂꯦꯟ ꯑꯃ ꯊꯣꯛꯍꯟꯒꯅꯤ꯫ ꯀꯣꯂꯦꯖꯒꯤ ꯃꯍꯩꯔꯣꯏ ꯑꯃꯒꯤꯗꯃꯛ ꯃꯊꯧ ꯇꯥꯕ ꯌꯨꯝꯒꯤ ꯄꯣꯠꯂꯝ ꯃꯉꯥꯒꯤ ꯂꯤꯁ꯭ꯠ ꯑꯃ ꯁꯦꯝꯃꯨ꯫ ꯃꯥꯏꯀ꯭ꯔꯣꯋꯦꯕ - ꯃꯥꯏꯀ꯭ꯔꯣꯋꯦꯕ ꯑꯁꯤ ꯀꯣꯂꯦꯖꯒꯤ ꯃꯍꯩꯔꯣꯏ ꯑꯃꯠꯇꯅ ꯌꯥꯝꯅ ꯃꯊꯧ ꯇꯥꯕ ꯑꯃꯅꯤ ꯃꯔꯝꯗꯤ ꯃꯁꯤꯅ ꯆꯥꯅꯕꯥ ꯆꯤꯟꯖꯥꯛ ꯊꯣꯡꯅꯕꯥ ꯑꯃꯁꯨꯡ ꯏꯆꯝ ꯆꯝꯕꯥ ꯆꯥꯅꯕꯥ ꯅꯠꯇꯔꯒ ꯊꯛꯅꯕ ꯏꯁꯤꯡ ꯁꯦꯝꯕꯒꯤ ꯊꯨꯅ ꯑꯃꯁꯨꯡ ꯈꯨꯗꯣꯡꯆꯥꯕ ꯃꯑꯣꯡ ꯑꯃ ꯄꯤ꯫ ꯗꯦꯁ꯭ꯛ ꯂꯦꯝꯄ - ꯃꯍꯩ-ꯃꯁꯤꯡ ꯇꯝꯕ, ꯄꯥꯕ ꯑꯃꯁꯨꯡ ꯑꯦꯁꯥꯏꯟꯃꯦꯟꯇꯁꯤꯡ ꯂꯣꯏꯁꯤꯅꯕꯗꯥ ꯃꯇꯤꯛ ꯆꯥꯕ ꯃꯩ ꯊꯥꯕ ꯑꯁꯤ ꯌꯥꯝꯅ ꯃꯔꯨꯑꯣꯏ꯫ ꯗꯦꯁ꯭ꯛ ꯂꯦꯝꯄ ꯑꯃꯅ ꯑꯍꯦꯟꯕ ꯃꯉꯥꯜ ꯄꯤ ꯑꯃꯁꯨꯡ ꯃꯤꯠꯀꯤ ꯁ꯭ꯇꯔꯦꯟ ꯊꯤꯡꯕꯗ ꯃꯇꯦꯡ ꯄꯥꯡꯏ꯫ ꯂꯧꯎ-ꯁꯤꯡꯎꯒꯤ ꯍꯦꯝꯄꯔ - ꯑꯁꯪꯕ ꯄꯣꯠꯁꯛꯁꯤꯡ ꯑꯣꯔꯒꯥꯅꯥꯏꯖ ꯇꯧꯔꯕ ꯑꯃꯁꯨꯡ ꯃꯤꯠꯌꯦꯡ ꯊꯝꯗꯅ ꯊꯝꯅꯕꯒꯤꯗꯃꯛ, ꯂꯧꯎ-ꯁꯤꯡꯎꯒꯤ ꯍꯦꯝꯄꯔ ꯑꯁꯤ ꯀꯣꯂꯦꯖꯒꯤ ꯃꯍꯩꯔꯣꯌ ꯑꯃꯍꯦꯛꯇꯒꯤ ꯑꯣꯏꯅ ꯌꯥꯝꯅ ꯃꯔꯨꯑꯣꯏꯕ ꯄꯣꯠꯁꯛ ꯑꯃꯅꯤ꯫ ꯃꯁꯤꯅ ꯂꯧꯎ-ꯁꯤꯡꯎ ꯇꯧꯕꯗ ꯍꯦꯟꯅ ꯃꯦꯅꯦꯖ ꯇꯧꯕ ꯉꯝꯍꯜꯂꯤ ꯑꯃꯁꯨꯡ ꯍꯤꯡꯅꯕꯒꯤ ꯃꯐꯝꯁꯤꯡ ꯅꯤꯡꯊꯤꯅ ꯊꯝꯃꯤ꯫ ꯑꯦꯛꯁꯇꯦꯟꯁꯟ ꯀꯣꯔꯗ ꯑꯃꯁꯨꯡ ꯄꯥꯋꯔ ꯁ꯭ꯇꯔꯤꯞ - ꯀꯣꯂꯦꯖꯒꯤ ꯃꯍꯩꯔꯣꯏꯁꯤꯡꯅ ꯁꯤꯖꯤꯟꯅꯔꯤꯕ ꯏꯂꯦꯛꯇ꯭ꯔꯣꯅꯤꯛ ꯗꯤꯚꯥꯏꯁ ꯀꯌꯥꯒ ꯂꯣꯏꯅꯅꯥ, ꯄꯣꯠ ꯈꯨꯗꯤꯡꯃꯛ ꯆꯥꯔꯖ ꯑꯃꯁꯨꯡ ꯄꯥꯋꯔ ꯊꯝꯅꯕꯒꯤꯗꯃꯛ ꯑꯦꯛꯁꯇꯦꯟꯁꯟ ꯀꯣꯔꯗ ꯑꯃꯁꯨꯡ ꯄꯥꯋꯔ ꯁ꯭ꯇꯔꯤꯞ ꯂꯩꯕ ꯃꯊꯧ ꯇꯥꯏ꯫ ꯁ꯭ꯇꯣꯔꯦꯖ ꯀꯟꯇꯦꯅꯔꯁꯤꯡ - ꯀꯣꯂꯦꯖꯒꯤ ꯃꯍꯩꯔꯣꯏꯁꯤꯡꯒꯤ ꯍꯤꯡꯅꯕꯒꯤ ꯃꯐꯝꯁꯤꯡ ꯑꯁꯤ ꯑꯌꯥꯝꯕꯅ ꯌꯥꯝꯅ ꯅꯦꯝꯃꯤ, ꯃꯔꯝ ꯑꯗꯨꯅ ꯁ꯭ꯇꯣꯔꯦꯖ ꯀꯟꯇꯦꯅꯔꯁꯤꯡ ꯂꯩꯕꯅ ꯄꯣꯠ-ꯆꯩꯁꯤꯡ ꯑꯣꯔꯒꯥꯅꯥꯏꯖ ꯇꯧꯗꯨꯅ ꯑꯃꯁꯨꯡ ꯐꯖꯅ ꯌꯧꯍꯟꯕꯗ ꯃꯇꯦꯡ ꯄꯥꯡꯏ꯫ ꯍꯥꯏꯔꯤꯕꯁꯤꯡ ꯑꯁꯤ ꯄꯣꯠ-ꯆꯩ ꯑꯃꯁꯨꯡ ꯈꯣꯡꯎꯞꯇꯒꯤ ꯍꯧꯔꯒꯥ ꯁ꯭ꯀꯨꯜꯒꯤ ꯄꯣꯠꯂꯝꯁꯤꯡ ꯑꯃꯁꯨꯡ ꯆꯥꯅꯕꯥ ꯄꯣꯠꯂꯝꯁꯤꯡ ꯐꯥꯎꯕ ꯁꯤꯖꯤꯟꯅꯕ ꯌꯥꯏ꯫